ꯑꯩꯈꯣꯌꯕꯨ ꯅꯨꯃꯤꯠ ꯀꯌꯥꯅꯤ ꯅꯠꯇꯅꯥ ꯁꯣꯛꯍꯜꯂꯣꯏ ꯍꯥꯌꯕꯤꯌꯨ ꯅꯍꯥꯛꯅꯥ ꯏꯄꯨꯔꯣꯌꯗꯒꯤ ꯋꯥꯁꯛ ꯑꯃꯥ ꯐꯪꯂꯕ꯭ꯔꯥ ꯏꯄꯨꯔꯣꯌꯅꯥ ꯃꯍꯥꯛꯀꯤ ꯋꯥꯁꯛ ꯑꯗꯨ ꯀꯩꯗꯧꯅꯨꯡꯗꯥ ꯊꯨꯒꯥꯏꯔꯣꯏ ꯅꯠꯇ꯭ꯔꯒꯥ ꯅꯍꯥꯛꯅꯥ ꯈꯡꯗꯕꯥ ꯑꯗꯨ ꯏꯄꯨꯔꯣꯌꯒꯤ ꯃꯔꯝꯗꯥ ꯍꯥꯌꯔꯤꯕꯔꯥ꯫ ꯇꯁꯦꯡꯅꯃꯛ ꯀꯅꯥꯒꯨꯝꯕꯥ ꯑꯃꯅꯥ ꯐꯠꯇꯕꯥ ꯊꯕꯛ ꯇꯧꯔꯛꯄꯥ ꯑꯃꯁꯨꯡ ꯃꯍꯥꯛꯀꯤ ꯑꯔꯥꯟ ꯈꯨꯕꯝꯁꯤꯡꯅꯥ ꯂꯥꯟꯗꯥꯕꯥ ꯃꯤꯑꯣꯏꯁꯤꯡ ꯑꯁꯤ ꯃꯈꯣꯌꯅꯥ ꯃꯇꯝ ꯆꯨꯞꯄꯗꯥ ꯂꯩꯒꯗꯕꯥ ꯃꯩꯒꯤ ꯃꯤꯑꯣꯏꯁꯤꯡꯅꯤ꯫ ꯊꯥꯖꯕꯥ ꯑꯃꯁꯨꯡ ꯑꯆꯨꯝꯕꯥ ꯊꯕꯛ ꯇꯧꯔꯤꯕꯥ ꯃꯤꯑꯣꯏꯁꯤꯡꯒꯤ ꯃꯇꯥꯡꯗꯥ ꯍꯥꯌꯔꯒꯗꯤ ꯃꯈꯣꯌꯁꯤꯡ ꯑꯁꯤ ꯃꯈꯣꯌꯅꯥ ꯃꯇꯝ ꯆꯨꯞꯄꯗꯥ ꯂꯩꯒꯗꯕꯥ ꯖꯟꯅꯠꯇꯥ ꯂꯩꯕꯥ ꯃꯤꯑꯣꯏꯁꯤꯡꯅꯤ꯫ ꯑꯩꯈꯣꯌꯅꯥ ꯏꯁ꯭ꯔꯥꯌꯦꯂꯒꯤ ꯃꯆꯥꯁꯤꯡꯒꯥ ꯋꯥꯌꯦꯜ ꯌꯥꯊꯪ ꯑꯃꯥ ꯁꯦꯝꯈꯤ ꯏꯄꯨꯔꯣꯌ ꯅꯠꯇꯕꯥ ꯑꯇꯣꯞꯄꯥ ꯑꯃꯠꯇꯥ ꯈꯨꯔꯨꯝꯖꯔꯣꯏꯗꯕꯅꯤ ꯑꯃꯁꯨꯡ ꯃꯃꯥ-ꯃꯄꯥ ꯑꯃꯁꯨꯡ ꯃꯔꯤ-ꯃꯇꯥꯁꯤꯡ ꯑꯃꯁꯨꯡ ꯃꯃꯥ-ꯃꯄꯥꯁꯤꯡ ꯑꯃꯁꯨꯡ ꯇꯉꯥꯏꯐꯗꯕꯁꯤꯡꯗꯥ ꯑꯐꯕꯥ ꯑꯣꯏꯕꯤꯌꯨ ꯑꯃꯁꯨꯡ ꯃꯤꯁꯤꯡꯒꯥ ꯅꯨꯡꯉꯥꯏꯅꯥ ꯋꯥꯔꯤ ꯁꯥꯕꯤꯌꯨ ꯑꯃꯁꯨꯡ ꯆꯥꯡ ꯅꯥꯏꯅꯥ ꯄ꯭ꯔꯥꯔꯊꯅꯥ ꯇꯧꯕꯤꯌꯨ ꯑꯃꯁꯨꯡ ꯗꯥꯟ ꯇꯧꯕꯤꯌꯨ ꯃꯗꯨꯒꯤ ꯃꯇꯨꯡꯗꯥ ꯅꯈꯣꯌ ꯈꯔꯅꯥ ꯂꯥꯟꯅꯥ ꯂꯝꯖꯤꯡꯕꯤꯕꯥ ꯅꯠꯇꯅꯥ ꯂꯥꯞꯊꯣꯛꯈꯤ꯫ ꯑꯃꯁꯨꯡ ꯑꯩꯈꯣꯌꯅꯥ ꯅꯈꯣꯌꯒꯥ ꯋꯥꯁꯛ ꯑꯃꯥ ꯁꯦꯝꯈꯤ ꯅꯈꯣꯌꯅꯥ ꯅꯈꯣꯌꯒꯤ ꯏ ꯊꯥꯗꯣꯛꯂꯣꯏꯗꯕꯅꯤ ꯅꯠꯔꯒꯥ ꯅꯈꯣꯌꯒꯤ ꯏꯁꯥꯕꯨ ꯅꯈꯣꯌꯒꯤ ꯌꯨꯝꯗꯒꯤ ꯂꯧꯊꯣꯛꯂꯣꯏꯗꯕꯅꯤ ꯅꯈꯣꯌꯅꯥ ꯌꯥꯅꯈꯤ ꯑꯃꯁꯨꯡ ꯄꯨꯝꯅꯃꯛ ꯁꯥꯛꯁꯤ ꯑꯣꯏꯈꯤ꯫ ꯑꯗꯨꯕꯨ ꯃꯐꯝ ꯑꯁꯤꯗꯥ ꯅꯈꯣꯌꯅꯥ ꯅꯈꯣꯌꯒꯤ ꯏꯁꯥꯕꯨ ꯍꯥꯠꯇꯨꯅꯥ ꯅꯈꯣꯌꯒꯤ ꯏꯁꯥꯒꯤ ꯀꯥꯡꯂꯨꯞ ꯑꯃꯥ ꯃꯈꯣꯌꯒꯤ ꯌꯨꯝꯗꯒꯤ ꯂꯧꯊꯣꯛꯇꯨꯅꯥ ꯃꯈꯣꯌꯒꯤ ꯃꯥꯌꯣꯛꯇꯥ ꯑꯔꯥꯟꯕꯥ ꯑꯃꯁꯨꯡ ꯌꯦꯛꯅꯕꯥ ꯑꯣꯏꯅꯥ ꯂꯥꯛꯁꯤꯜꯂꯤ ꯑꯃꯁꯨꯡ ꯀꯔꯤꯒꯨꯝꯕꯥ ꯃꯈꯣꯌꯅꯥ ꯅꯈꯣꯌꯗꯥ ꯂꯥꯟꯗꯥꯕꯥ ꯑꯣꯏꯅꯥ ꯂꯥꯛꯂꯕꯗꯤ ꯅꯈꯣꯌꯅꯥ ꯃꯈꯣꯌꯕꯨ ꯂꯥꯅꯕꯤꯔꯤ ꯑꯗꯨꯕꯨ ꯅꯈꯣꯌꯗꯥ ꯑꯊꯤꯡꯕꯥ ꯊꯝꯂꯕꯁꯨ ꯅꯈꯣꯌꯅꯥ ꯃꯁꯤꯒꯤ ꯁꯔꯨꯛ ꯑꯃꯥ ꯊꯥꯖꯩ ꯍꯥꯌꯕꯁꯤꯅꯤ꯫ ꯁꯥꯁ꯭ꯇꯔ ꯑꯃꯁꯨꯡ ꯁꯔꯨꯛ ꯈꯔꯗꯥ ꯊꯥꯖꯗꯕꯥ ꯅꯈꯣꯌꯒꯤ ꯃꯔꯛꯇꯥ ꯃꯗꯨ ꯇꯧꯔꯤꯕꯥ ꯑꯗꯨꯕꯨ ꯄꯨꯟꯁꯤ ꯑꯁꯤꯗꯥ ꯂꯥꯟꯅꯥ ꯂꯝꯖꯤꯡꯕꯤꯕꯥ ꯃꯤꯑꯣꯏꯁꯤꯡꯒꯤ ꯃꯅꯥ ꯀꯔꯤꯅꯣ ꯑꯃꯁꯨꯡ ꯍꯤꯡꯕꯒꯤ ꯅꯨꯃꯤꯠꯇꯥ ꯃꯈꯣꯌꯕꯨ ꯈ꯭ꯕꯥꯏꯗꯒꯤ ꯁꯥꯊꯤꯕꯥ ꯑꯋꯥꯕꯥ ꯑꯗꯨꯗꯥ ꯁꯤꯟꯅꯒꯅꯤ ꯏꯄꯨꯔꯣꯌꯅꯥ ꯅꯈꯣꯌꯅꯥ ꯇꯧꯔꯤꯕꯥ ꯊꯕꯛ ꯑꯗꯨ ꯈꯡꯗꯕꯥ ꯅꯠꯇꯦ꯫ ꯃꯈꯣꯌꯁꯤꯡ ꯑꯗꯨꯗꯤ ꯍꯧꯖꯤꯛ ꯂꯩꯔꯤꯕꯥ ꯄꯨꯟꯁꯤ ꯑꯁꯤ ꯑꯍꯤꯡꯒꯤꯗꯃꯛ ꯂꯧꯈꯤꯕꯥ ꯃꯤꯑꯣꯏꯁꯤꯡꯅꯤ ꯃꯔꯝ ꯑꯗꯨꯅꯥ ꯃꯈꯣꯌꯒꯤꯗꯃꯛ ꯆꯩꯔꯥꯛ ꯑꯁꯤ ꯂꯥꯏꯊꯣꯛꯍꯜꯂꯣꯏ ꯅꯠꯇ꯭ꯔꯒꯥ ꯃꯇꯦꯡ ꯄꯥꯡꯂꯔꯣꯏ꯫ ꯑꯩꯈꯣꯌꯅꯥ ꯃꯧꯁꯤꯗꯥ ꯁꯥꯁ꯭ꯇꯔ ꯄꯤꯈꯤ ꯑꯃꯁꯨꯡ ꯃꯍꯥꯛꯀꯤ ꯃꯇꯨꯡꯗꯥ ꯇꯨꯡꯗꯥ ꯂꯥꯛꯀꯗꯧꯔꯤꯕꯥ ꯄꯥꯎꯈꯣꯜꯂꯣꯏꯁꯤꯡ ꯊꯥꯔꯛꯈꯤ ꯑꯃꯁꯨꯡ ꯑꯩꯈꯣꯌꯅꯥ ꯃꯦꯔꯤꯒꯤ ꯃꯆꯥꯅꯨꯄꯥ ꯌꯤꯁꯨꯗꯥ ꯃꯌꯦꯛ ꯁꯦꯡꯕꯥ ꯄ꯭ꯔꯃꯥꯟꯁꯤꯡ ꯄꯤꯈꯤ ꯑꯃꯁꯨꯡ ꯑꯩꯈꯣꯌꯅꯥ ꯃꯍꯥꯛꯄꯨ ꯑꯁꯦꯡꯕꯥ ꯊꯋꯥꯌꯅꯥ ꯃꯇꯦꯡ ꯄꯥꯡꯈꯤ ꯍꯥꯌꯕꯁꯤꯅꯤ ꯃꯗꯨꯗꯤ ꯄꯥꯎꯖꯦꯜ ꯑꯃꯅꯥ ꯅꯈꯣꯌꯗꯥ ꯀꯔꯤꯒꯨꯝꯕꯥ ꯑꯃꯠꯇꯥ ꯂꯧꯗꯨꯅꯥ ꯂꯥꯛꯄꯥ ꯃꯇꯝ ꯈꯨꯗꯤꯡꯗꯥ ꯅꯈꯣꯌꯒꯤ ꯊꯋꯥꯌꯅꯥ ꯄꯥꯝꯗꯕꯥ ꯅꯈꯣꯌꯅꯥ ꯑꯍꯣꯡꯕꯥ ꯂꯥꯛꯈꯤ꯫ ꯈꯔꯕꯨ ꯂꯥꯟꯅꯥ ꯂꯝꯖꯤꯡꯕꯤꯕꯥ ꯑꯃꯁꯨꯡ ꯑꯇꯣꯞꯄꯁꯤꯡꯕꯨ ꯍꯥꯠꯄꯥ꯫ ꯑꯃꯁꯨꯡ ꯃꯈꯣꯌꯅꯥ ꯍꯥꯌꯈꯤ꯫ ꯑꯃꯁꯨꯡ ꯃꯈꯣꯌꯗꯥ ꯂꯩꯔꯤꯕꯥ ꯑꯗꯨ ꯀꯟꯐꯤꯗ ꯇꯧꯕꯥ ꯏꯁ꯭ꯕꯔꯗꯒꯤ ꯁꯥꯁ꯭ꯇ꯭ꯔ ꯑꯃꯥ ꯂꯥꯛꯄꯥ ꯃꯇꯝꯗꯥ ꯃꯃꯥꯡꯗꯥ ꯃꯈꯣꯌꯅꯥ ꯊꯥꯖꯗꯕꯁꯤꯡꯒꯤ ꯃꯥꯌꯣꯛꯇꯥ ꯃꯥꯏꯄꯥꯛꯄꯥ ꯊꯤꯔꯝꯃꯤ ꯑꯗꯨꯕꯨ ꯃꯈꯣꯌꯗꯥ ꯂꯛꯄꯥ ꯃꯇꯝꯗꯥ ꯃꯈꯣꯌꯅꯥ ꯈꯡꯂꯝꯕꯥ ꯑꯗꯨ ꯃꯈꯣꯌꯅꯥ ꯊꯥꯖꯈꯤꯗꯦ ꯃꯔꯝ ꯑꯗꯨꯅꯥ ꯏꯁ꯭ꯕꯔꯒꯤ ꯁꯥꯞ ꯑꯗꯨ ꯀꯥꯐꯤꯔꯁꯤꯡꯒꯤ ꯃꯊꯛꯇꯥ ꯂꯩ꯫ ꯏꯄꯨꯔꯣꯌꯅꯥ ꯃꯍꯥꯛꯀꯤ ꯊꯧꯒꯜ ꯇꯧꯕꯥ ꯃꯤꯁꯤꯡꯗꯥ ꯃꯍꯥꯛꯀꯤ ꯊꯧꯖꯥꯜ ꯊꯥꯗꯣꯛꯀꯅꯤ ꯍꯥꯌꯕꯒꯤ ꯑꯀꯤꯕꯥ ꯄꯣꯛꯄꯗꯒꯤ ꯏꯄꯨꯔꯣꯌꯅꯥ ꯐꯣꯡꯗꯣꯛꯈꯤꯕꯁꯤꯡ ꯑꯗꯨ ꯌꯥꯗꯕꯒꯤꯗꯃꯛ ꯃꯈꯣꯌꯅꯥ ꯃꯈꯣꯌꯒꯤ ꯊꯋꯥꯌꯁꯤꯡꯕꯨ ꯌꯣꯟꯊꯣꯛꯈꯤꯕꯥ ꯑꯗꯨꯅꯤ ꯑꯁꯨꯝꯅꯥ ꯃꯈꯣꯌꯅꯥ ꯑꯁꯥꯑꯣꯕꯒꯤ ꯃꯊꯛꯇꯥ ꯑꯁꯥꯑꯣꯕꯥ ꯄꯣꯛꯈꯤ ꯑꯃꯁꯨꯡ ꯀꯥꯐꯤꯔꯁꯤꯡꯒꯤꯗꯃꯛꯇꯥ ꯃꯤꯅꯨꯡꯁꯤ ꯂꯩꯠꯔꯕꯥ ꯆꯩꯔꯥꯛ ꯑꯃꯥ ꯂꯩ꯫ ꯑꯃꯁꯨꯡ ꯃꯈꯣꯌꯗꯥ ꯍꯥꯌꯔꯛꯄꯥ ꯃꯇꯝꯗꯥ ꯏꯄꯨꯔꯣꯌꯅꯥ ꯐꯣꯡꯗꯣꯀꯄꯤꯔꯝꯕꯥ ꯑꯗꯨꯗꯥ ꯊꯥꯖꯕꯤꯌꯨ ꯃꯈꯣꯌꯅꯥ ꯍꯥꯌꯔꯤ ꯑꯩꯈꯣꯌꯅꯥ ꯑꯩꯈꯣꯌꯗꯥ ꯐꯣꯡꯗꯣꯛꯄꯤꯔꯛꯈꯤꯕꯁꯤꯡ ꯑꯗꯨꯗꯥ ꯊꯥꯖꯕꯥ ꯊꯝꯂꯤ ꯑꯃꯁꯨꯡ ꯃꯈꯣꯌꯅꯥ ꯂꯩꯔꯤꯕꯥ ꯑꯗꯨꯕꯨꯟꯐꯤꯗ ꯇꯧꯔꯤꯕꯥ ꯑꯆꯨꯝꯕꯥ ꯑꯗꯨ ꯑꯣꯏꯔꯕꯁꯨ ꯃꯈꯣꯌꯅꯥ ꯍꯥꯌꯔꯤꯕꯁꯤ ꯀꯔꯤꯒꯤ ꯃꯃꯥꯡꯗꯥ ꯏꯁ꯭ꯕꯔꯒꯤ ꯋꯥ ꯇꯥꯛꯊꯣꯛꯄꯥ ꯃꯤꯁꯤꯡꯕꯨ ꯍꯥꯠꯈꯤꯕꯅꯣ ꯀꯔꯤꯒꯨꯝꯕꯥ ꯅꯍꯥꯛ ꯑꯣꯏꯔꯕꯗꯤ꯫ ꯊꯥꯖꯕꯁꯤꯡ꯫ ꯃꯧꯁꯤꯅꯥ ꯃꯌꯦꯛ ꯁꯦꯡꯕꯥ ꯄ꯭ꯔꯃꯥꯟꯁꯤꯡꯒꯥ ꯂꯣꯌꯅꯅꯥ ꯅꯈꯣꯌꯗꯥ ꯂꯥꯛꯈꯤ ꯑꯗꯨꯕꯨ ꯅꯈꯣꯌꯅꯥ ꯃꯍꯥꯛꯀꯤ ꯂꯩꯇꯕꯥ ꯃꯇꯝꯗꯥ ꯁꯟꯕꯤ ꯑꯗꯨ ꯂꯧꯁꯤꯟꯈꯤ ꯑꯃꯁꯨꯡ ꯅꯈꯣꯌꯅꯥ ꯑꯔꯥꯟꯕꯥ ꯇꯧꯈꯤ꯫